ꯗꯤꯞ ꯂꯔꯅꯤꯡꯒꯤ ꯋꯥꯈꯜꯂꯣꯟ ꯑꯗꯨ ꯁꯟꯗꯣꯛꯅꯥ ꯇꯥꯛꯄꯥ ꯋꯥꯍꯩ ꯈꯔꯥ ꯏꯕꯤꯌꯨ꯫ ꯗꯤꯞ ꯂꯔꯅꯤꯡ ꯑꯁꯤ ꯃꯦꯁꯤꯟ ꯂꯔꯅꯤꯡꯒꯤ ꯁꯕꯁꯦꯠ ꯑꯃꯅꯤ, ꯃꯁꯤ ꯃꯁꯥꯃꯛ ꯑꯥꯔꯇꯤꯐꯤꯁꯤꯑꯦꯜ ꯏꯟꯇꯤꯂꯤꯖꯦꯟꯁꯒꯤ ꯁꯞꯐꯤꯜ ꯑꯃꯅꯤ꯫ ꯃꯁꯤ ꯃꯤꯑꯣꯏꯕꯒꯤ ꯕ꯭ꯔꯦꯟꯅꯥ ꯗꯦꯇꯥ ꯄ꯭ꯔꯣꯁꯦꯁ ꯇꯧꯕꯒꯤ ꯃꯑꯣꯡ ꯃꯇꯧ ꯑꯗꯨ ꯁꯤꯃꯨꯂꯦꯠ ꯇꯧꯕꯥ ꯑꯥꯔꯇꯤꯐꯤꯁꯤꯑꯦꯜ ꯅ꯭ꯌꯨꯔꯦꯜ ꯅꯦꯠꯋꯥꯛꯀꯤ ꯑꯍꯣꯡꯕꯥ ꯃꯑꯣꯡ ꯑꯃꯅꯤ, ꯃꯁꯤꯅꯥ ꯑꯆꯧꯕꯥ ꯗꯦꯇꯥꯗꯒꯤ ꯄꯦꯇ꯭ꯔꯟ ꯑꯃꯁꯨꯡ ꯐꯤꯆꯔꯁꯤꯡ ꯈꯪꯕꯥ ꯇꯝꯃꯤ꯫ ꯗꯤꯞ ꯂꯔꯅꯤꯡ ꯑꯦꯜꯒꯣꯔꯤꯊꯝꯁꯤꯡ ꯑꯁꯤ ꯑꯦꯛꯁꯄ꯭ꯔꯤꯌꯦꯟꯁꯇꯒꯤ ꯇꯝꯅꯕꯒꯤꯗꯃꯛ ꯁꯦꯝꯈꯤꯕꯅꯤ, ꯃꯈꯣꯏꯅꯥ ꯗꯦꯇꯥ ꯍꯦꯟꯅꯥ ꯄ꯭ꯔꯣꯁꯦꯁ ꯇꯧꯕꯒꯥ ꯂꯣꯏꯅꯅꯥ ꯃꯈꯣꯏꯒꯤ ꯄꯔꯐꯣꯃꯦꯟꯁ ꯑꯗꯨ ꯂꯦꯞꯇꯅꯥ ꯐꯒꯠꯍꯜꯂꯤ꯫ ꯃꯁꯤꯅꯥ ꯃꯈꯣꯏꯕꯨ ꯏꯃꯦꯖ ꯑꯃꯁꯨꯡ ꯁ꯭ꯄꯤꯁ ꯔꯤꯀꯣꯛꯅꯤꯁꯟ, ꯅꯦꯆꯔꯦꯜ ꯂꯦꯡꯒꯣꯏꯁ ꯄ꯭ꯔꯣꯁꯦꯁꯤꯡ ꯑꯃꯁꯨꯡ ꯑꯇꯣꯞꯄꯥ ꯑꯅꯧꯕꯥ ꯑꯔꯇꯤꯐꯤꯁꯦꯜ ꯏꯟꯇꯤꯂꯤꯖꯦꯟꯁ ꯂꯧꯁꯤꯡꯒꯤꯗꯃꯛꯇꯥ ꯁꯤꯃꯤꯜ ꯑꯃꯥ ꯖꯦꯅꯦꯔꯦꯠ ꯇꯧꯁꯤ꯫ ꯂꯧꯁꯤꯡ ꯑꯁꯤ ꯁꯦꯜ-ꯊꯨꯝꯒꯤ ꯄꯣꯠꯂꯝ ꯑꯃꯒꯨꯝꯕꯅꯤ, ꯅꯍꯥꯛꯅꯥ ꯃꯗꯨ ꯍꯦꯟꯅꯥ ꯍꯥꯡꯗꯣꯛꯄꯥ ꯃꯇꯝꯗꯥ ꯅꯍꯥꯛꯅꯥ ꯁꯦꯜ-ꯊꯨꯝꯒꯤ ꯐꯤꯚꯝ ꯍꯦꯟꯅꯥ ꯈꯪꯕꯥ ꯉꯝꯒꯅꯤ꯫ ꯃꯈꯥꯒꯤ ꯄꯦꯟꯇꯤꯡ ꯑꯁꯤꯅꯥ ꯐꯣꯡꯗꯣꯛꯂꯤꯕꯁꯤ ꯁꯟꯗꯣꯛꯅ ꯇꯥꯛꯎ꯫ ꯁꯥꯟꯇꯤ ꯂꯩꯕꯥ ꯂꯝꯗꯝ ꯑꯃꯥ, ꯃꯗꯨꯗꯥ ꯁꯥꯟꯇꯤ ꯂꯩꯕꯥ ꯇꯨꯔꯦꯜ ꯑꯃꯥ ꯆꯦꯜꯂꯤꯕꯥ ꯅꯨꯡꯉꯥꯏꯔꯕꯥ ꯈꯨꯡꯒꯪꯒꯤ ꯂꯝꯗꯝ ꯑꯃꯥ ꯎꯠꯂꯤ꯫ ꯂꯥꯞꯅꯥ ꯂꯩꯕꯥ ꯃꯐꯝꯁꯤꯡꯗꯥ ꯑꯋꯥꯡꯕꯥ ꯇꯨꯔꯦꯜꯁꯤꯡ ꯂꯩ, ꯃꯈꯣꯏꯒꯤ ꯁꯔꯨꯛꯁꯤꯡ ꯑꯗꯨ ꯅꯨꯡꯁꯤꯠꯅꯥ ꯌꯥꯝꯅꯥ ꯂꯨꯅꯥ ꯊꯜꯂꯕꯥ, ꯃꯊꯛꯇꯥ ꯂꯩꯕꯥ ꯑꯇꯤꯌꯥ ꯑꯁꯤ ꯅꯤꯜꯒꯤ ꯇꯔꯨ ꯇꯅꯥꯟꯕꯥ ꯁꯦꯡꯂꯕꯥ ꯃꯐꯝ ꯑꯃꯅꯤ, ꯃꯗꯨꯗꯥ ꯇꯞꯅꯥ ꯇꯞꯅꯥ ꯅꯣꯡꯂꯩ ꯅꯨꯡꯁꯤꯠꯀꯤ ꯈꯣꯡꯂꯝꯁꯤꯡ ꯆꯦꯟꯊꯔꯛꯏ꯫ ꯇꯨꯔꯦꯜ ꯑꯁꯤꯗꯒꯤ ꯍꯔꯤꯒꯤ ꯏꯃꯨꯡ ꯑꯃꯅꯥ ꯊꯛꯂꯤ, ꯃꯈꯣꯏꯒꯤ ꯏꯂꯤꯖꯦꯟ ꯃꯑꯣꯡꯁꯤꯡ ꯑꯗꯨ ꯃꯁꯤꯒꯤ ꯇꯔꯨ ꯇꯅꯥꯟꯕꯥ ꯃꯐꯝ ꯑꯗꯨꯗꯥ ꯎꯕꯥ ꯐꯪꯏ꯫ ꯇꯨꯔꯦꯜꯒꯤ ꯅꯥꯀꯜꯗꯥ ꯂꯥꯏꯟ ꯇꯧꯔꯤꯕꯥ ꯎꯁꯤꯡ ꯑꯁꯤ ꯃꯄꯨꯡ ꯐꯥꯅꯥ ꯐꯨꯜꯂꯤ, ꯇꯔꯨ ꯇꯅꯥꯟꯕꯥ ꯅꯨꯡꯁꯤꯠ ꯑꯃꯅꯥ ꯃꯈꯣꯏꯒꯤ ꯃꯁꯥꯁꯤꯡ ꯑꯗꯨ ꯇꯞꯅꯥ ꯇꯞꯅꯥ ꯁꯣꯛꯍꯜꯂꯤ꯫ ꯃꯊꯛꯇꯥ ꯋꯥꯡꯅꯥ ꯄꯥꯏꯔꯤꯕꯥ ꯎꯆꯦꯛꯁꯤꯡꯒꯤ ꯂꯝ ꯑꯃꯥ ꯎꯕꯥ ꯐꯪꯏ ꯑꯃꯁꯨꯡ ꯃꯐꯝ ꯄꯨꯝꯅꯃꯛ ꯑꯁꯤ ꯅꯨꯃꯤꯠ ꯆꯨꯞꯄꯥ ꯑꯃꯥ ꯂꯦꯞꯂꯒꯥ ꯊꯣꯔꯛꯄꯥ ꯌꯥꯏ, ꯅꯨꯡꯉꯥꯏꯔꯕꯥ ꯃꯉꯥꯜ ꯑꯃꯗꯥ ꯂꯨꯞꯁꯤꯜꯂꯤ꯫ ꯄꯦꯟꯇꯤꯡ ꯑꯁꯤꯒꯤ ꯑꯄꯨꯟꯕꯥ ꯑꯦꯠꯃꯣꯁꯐꯤꯌꯥꯔ ꯑꯁꯤ ꯅꯨꯡꯉꯥꯏꯕꯥ ꯑꯃꯁꯨꯡ ꯅꯨꯡꯁꯤꯅꯕꯒꯤ ꯃꯑꯣꯡ ꯑꯃꯅꯤ, ꯃꯁꯤꯅꯥ ꯃꯁꯤꯕꯨ ꯎꯔꯤꯕꯥ ꯄꯨꯝꯅꯃꯛꯇꯥ ꯁꯥꯟꯇꯤꯒꯤ ꯋꯥꯈꯜꯂꯣꯟ ꯑꯃꯥ ꯄꯣꯛꯍꯜꯂꯤ꯫